ꯑꯃꯁꯨꯡ ꯑꯄꯤꯕꯥ ꯏꯁꯩ ꯑꯃꯒꯤ ꯁꯦꯟꯁꯟ ꯑꯃꯒꯤ ꯁꯝꯖꯤꯟꯅꯐꯝ ꯑꯃꯥ ꯁꯦꯝꯃꯨ꯫ ꯅꯤꯔꯕꯥꯅꯥꯒꯤ ꯁ꯭ꯃꯦꯜꯁ ꯂꯥꯏꯛ ꯇꯤꯟ ꯁ꯭ꯄꯤꯔꯤꯠ꯫ ꯅꯤꯔꯕꯥꯅꯥꯒꯤ ꯁ꯭ꯃꯦꯜꯁ ꯂꯥꯏꯛ ꯇꯤꯟ ꯁ꯭ꯄꯤꯔꯤꯠ ꯑꯁꯤ ꯇꯤꯟꯑꯦꯖ ꯑꯦꯡꯒꯁ꯭ꯠ ꯑꯃꯁꯨꯡ ꯐ꯭ꯔꯁ꯭ꯇꯦꯁꯟ ꯐꯣꯡꯗꯣꯛꯂꯤꯕ ꯃꯃꯤꯡ ꯂꯩꯔꯕ ꯒ꯭ꯔꯨꯡ ꯔꯣꯛ ꯏꯁꯩ ꯑꯃꯅꯤ꯫ ꯃꯈꯥꯗ ꯄꯤꯔꯤꯕ ꯑꯦꯛꯁꯄ꯭ꯔꯦꯁꯟ ꯑꯁꯤ ꯀꯝꯄ꯭ꯌꯨꯇꯔ ꯇꯧ꯫ ꯑꯁꯨꯝꯅ, ꯑꯦꯛꯁꯄ꯭ꯔꯦꯁꯟ ꯑꯁꯤꯒꯤ ꯑꯔꯣꯏꯕ ꯐꯜ ꯑꯁꯤ ꯇꯔꯥꯇꯔ‌ꯦꯠꯅꯤ꯫ ꯃꯥꯏꯄꯥꯛꯅ ꯂꯨꯆꯤꯡꯕꯒꯤꯗꯃꯛ ꯃꯔꯨꯑꯣꯏꯕ ꯃꯒꯨꯟꯁꯤꯡꯒꯤ ꯂꯤꯁ꯭ꯠ ꯑꯃꯥ ꯁꯦꯝꯃꯨ꯫ ꯄꯥꯎ ꯐꯥꯎꯅꯕ: ꯇꯤꯝ ꯃꯦꯝꯕꯔꯁꯤꯡꯒꯥ ꯄꯥꯟꯗꯝꯁꯤꯡ, ꯏꯟꯇ꯭ꯔꯛꯁꯟꯁꯤꯡ ꯑꯃꯁꯨꯡ ꯃꯤꯠꯌꯦꯡꯁꯤꯡ ꯃꯌꯦꯛ ꯁꯦꯡꯅ ꯑꯃꯁꯨꯡ ꯏꯐꯦꯛꯇꯤꯕ ꯑꯣꯏꯅ ꯄꯥꯎ ꯐꯥꯎꯅꯕ ꯉꯝꯕ ꯑꯁꯤ ꯌꯥꯝꯅ ꯃꯔꯨꯑꯣꯏ꯫ ꯏꯟꯇꯤꯒ꯭ꯔꯤꯇꯤ: ꯈꯨꯗꯝ ꯑꯣꯏꯅ ꯂꯨꯆꯤꯡꯕ ꯑꯃꯁꯨꯡ ꯄꯔꯁꯣꯅꯦꯜ ꯑꯃꯁꯨꯡ ꯄ꯭ꯔꯣꯐꯦꯁ꯭ꯅꯦꯜ ꯏꯟꯇꯤꯒ꯭ꯔꯤꯇꯤꯒꯤ ꯑꯋꯥꯡꯕ ꯊꯥꯛ ꯊꯝꯕ ꯑꯁꯤ ꯌꯥꯝꯅ ꯃꯔꯨꯑꯣꯏ꯫ ꯚꯤꯖꯟ: ꯃꯥꯏ ꯄꯥꯛꯂꯕ ꯂꯨꯆꯤꯡꯕ ꯑꯃꯅ ꯇꯨꯡꯒꯤꯗꯃꯛ ꯃꯌꯦꯛ ꯁꯦꯡꯕ ꯑꯃꯁꯨꯡ ꯊꯥꯖꯅꯤꯡꯉꯥꯏ ꯑꯣꯏꯕ ꯃꯤꯠꯌꯦꯡ ꯑꯃꯥ ꯂꯩ, ꯑꯃꯁꯨꯡ ꯃꯁꯤꯒꯤ ꯃꯥꯏꯀꯩꯗ ꯊꯕꯛ ꯇꯧꯅꯕ ꯑꯇꯣꯞꯄꯁꯤꯡꯕꯨ ꯏꯊꯤꯜ ꯄꯤꯕ ꯑꯃꯁꯨꯡ ꯄꯨꯛꯅꯤꯡ ꯊꯧꯒꯠꯄ ꯉꯝꯃꯤ꯫ ꯋꯥꯔꯦꯞ ꯂꯧꯕ: ꯑꯆꯦꯠꯄ ꯋꯥꯔꯦꯞ ꯂꯧꯕꯒꯤ ꯍꯩꯅꯕꯤꯅ ꯂꯨꯆꯤꯡꯕ ꯑꯃꯅ ꯔꯤꯁ꯭ꯛꯁꯤꯡ ꯌꯦꯡꯁꯤꯟꯕ ꯑꯃꯁꯨꯡ ꯊꯥꯖꯕ ꯌꯥꯕ, ꯋꯥꯈꯜ ꯇꯥꯕ ꯋꯥꯔꯦꯞ ꯂꯧꯕ ꯌꯥꯍꯜꯂꯤ꯫ ꯏꯝꯄꯥꯇꯤ: ꯇꯤꯝ ꯃꯦꯝꯕꯔꯁꯤꯡꯒꯤ ꯑꯦꯛꯁꯄ꯭ꯔꯤꯌꯦꯟꯁ ꯑꯃꯁꯨꯡ ꯃꯤꯠꯌꯦꯡꯁꯤꯡ ꯈꯪꯕ ꯑꯃꯁꯨꯡ ꯃꯔꯤ ꯂꯩꯅꯍꯟꯕꯅ ꯑꯆꯦꯠꯄꯥ, ꯄꯣꯖꯤꯇꯤꯕ ꯑꯣꯏꯕ ꯊꯕꯛ ꯇꯧꯕꯒꯤ ꯑꯀꯣꯏꯕ ꯑꯃꯥ ꯁꯦꯝꯒꯠꯂꯤ꯫ ꯔꯦꯁꯤꯂꯤꯌꯦꯟꯁ: ꯁꯤꯡꯅꯕ ꯐꯤꯚꯝꯁꯤꯡꯗ ꯃꯤꯠꯌꯦꯡ ꯆꯪꯗꯨꯅ ꯂꯩꯕ ꯑꯃꯁꯨꯡ ꯋꯥꯈꯜ ꯅꯨꯡꯉꯥꯏꯅ ꯂꯩꯕ ꯉꯝꯕꯅ ꯂꯨꯆꯤꯡꯕ ꯑꯃꯕꯨ ꯈꯨꯗꯣꯡꯆꯥꯗꯕ ꯑꯃꯁꯨꯡ ꯑꯋꯥꯕ ꯃꯥꯌꯣꯛꯅꯕꯗ ꯃꯇꯦꯡ ꯄꯥꯡꯏ꯫ ꯐ꯭ꯂꯦꯛꯁꯤꯕꯤꯂꯤꯇꯤ: ꯑꯦꯗꯥꯕꯇꯤꯕ ꯊꯤꯡꯀꯤꯡ ꯑꯃꯁꯨꯡ ꯃꯊꯧ ꯇꯥꯕ ꯃꯇꯝꯗ ꯁ꯭ꯇꯔꯦꯇꯦꯖꯤ ꯑꯃꯁꯨꯡ ꯑꯦꯄ꯭ꯔꯣꯆꯁꯤꯕ ꯑꯦꯗꯖꯁ꯭ꯠ ꯇꯧꯕ ꯌꯥꯕ ꯑꯁꯤ ꯃꯥꯏ ꯄꯥꯛꯄ ꯉꯝꯅꯕ ꯌꯥꯝꯅ ꯃꯔꯨꯑꯣꯏ꯫ ꯑꯦꯀꯥꯎꯟꯇꯦꯕꯤꯂꯤꯇꯤ: ꯑꯆꯦꯠꯄ ꯂꯨꯆꯤꯡꯕ ꯑꯃꯅ ꯃꯈꯣꯏꯒꯤ ꯊꯕꯛꯁꯤꯡꯒꯤ ꯗꯥꯏꯠ ꯂꯧꯏ ꯑꯃꯁꯨꯡ ꯄꯥꯟꯗꯝꯁꯤꯡ ꯐꯪꯅꯕ ꯑꯃꯁꯨꯡ ꯃꯥꯏꯄꯥꯛꯄ ꯐꯪꯅꯕ ꯃꯁꯥꯃꯛ ꯑꯃꯁꯨꯡ ꯃꯈꯣꯏꯒꯤ ꯇꯤꯝꯕꯨ ꯑꯦꯀꯥꯎꯟꯇꯦꯕꯤꯂꯤꯇꯤ ꯂꯧꯏ꯫ ꯗꯦꯂꯤꯒꯦꯁꯟ: ꯀꯗꯥꯏꯗ ꯑꯃꯁꯨꯡ ꯀꯔꯝꯅ ꯊꯕꯛꯁꯤꯡ ꯑꯃꯁꯨꯡ ꯊꯧꯗꯥꯡꯁꯤꯡ ꯏꯐꯦꯛꯇꯤꯕ ꯑꯣꯏꯅ ꯁꯤꯟꯅꯒꯗꯒꯦ ꯍꯥꯏꯕꯗꯨ ꯈꯪꯕꯅ ꯇꯤꯝ ꯃꯦꯝꯕꯔ ꯈꯨꯗꯤꯡꯃꯛꯅ ꯃꯈꯣꯏꯒꯤ ꯃꯄꯨꯡ ꯐꯥꯕ ꯄꯣꯇꯦꯟꯁꯤꯌꯦꯜꯗ ꯀꯟꯇꯔꯤꯕ꯭ꯌꯨꯠ ꯇꯧꯕ ꯉꯝꯕꯗ ꯃꯇꯦꯡ ꯄꯥꯡꯏ꯫ ꯂꯦꯞꯇꯅ ꯇꯝꯕꯥ: ꯍꯧꯖꯤꯛ ꯆꯠꯊꯔꯤꯕ ꯄꯔꯁꯣꯅꯦꯜ ꯑꯃꯁꯨꯡ ꯄ꯭ꯔꯣꯐꯦꯁ꯭ꯅꯦꯜ ꯗꯤꯕꯦꯂꯞꯃꯦꯟꯇꯀꯤ ꯋꯥꯁꯛ ꯑꯁꯤꯅ ꯂꯨꯆꯤꯡꯕ ꯑꯃꯕꯨ ꯈꯪꯍꯟꯕ, ꯑꯅꯧꯕ ꯋꯥꯈꯜꯂꯣꯟ ꯄꯨꯊꯣꯛꯄꯥ ꯑꯃꯁꯨꯡ ꯏꯐꯦꯛꯇꯤꯕ ꯑꯣꯏꯅ ꯂꯩꯕꯗ ꯃꯇꯦꯡ ꯄꯥꯡꯏ꯫ ꯕꯖꯦꯠ ꯑꯃ ꯁꯦꯝꯅꯕ ꯑꯣꯟꯂꯥꯏꯟ ꯔꯤꯁꯣꯔꯁꯁꯤꯡꯒꯤ ꯂꯤꯁ꯭ꯠ ꯑꯃ ꯁꯦꯝꯃꯨ꯫ ꯃꯤꯟꯇ: ꯁꯦꯟꯊꯣꯛ ꯑꯃꯁꯨꯡ ꯆꯥꯗꯤꯡ ꯇ꯭ꯔꯦꯛ ꯇꯧꯕꯗ ꯃꯇꯦꯡ ꯄꯥꯡꯕ, ꯑꯃꯁꯨꯡ ꯕꯖꯦꯠ ꯁꯦꯝꯕꯗ ꯃꯇꯦꯡ ꯄꯥꯡꯂꯤꯕꯥ ꯑꯣꯜ-ꯏꯟ-ꯋꯥꯟ ꯃꯅꯤ ꯃꯦꯅꯦꯖꯃꯦꯟꯠ ꯋꯦꯕꯁꯥꯏꯠ ꯑꯃꯁꯨꯡ ꯑꯦꯞ ꯑꯃꯅꯤ꯫ ꯑꯦꯚꯔꯤꯗꯂꯔ: ꯐꯥꯏꯅꯥꯟꯁꯤꯑꯦꯜ ꯑꯦꯛꯁꯄꯔꯠ, ꯗꯦꯕ ꯔꯥꯝꯁꯦꯅ ꯁꯦꯝꯕ ꯕꯖꯦꯠꯀꯤ ꯋꯦꯕꯁꯥꯏꯠ ꯑꯃꯁꯨꯡ ꯑꯦꯞ ꯑꯃꯅꯤ꯫ ꯄꯔꯁꯣꯅꯦꯜ ꯀꯦꯄꯤꯇꯦꯜ: ꯆꯥꯗꯤꯡ ꯇ꯭ꯔꯦꯛ ꯇꯧꯕ, ꯕꯖꯦꯠ ꯁꯦꯝꯕ, ꯑꯃꯁꯨꯡ ꯇꯨꯡꯒꯤꯗꯃꯛ ꯊꯧꯔꯥꯡ ꯇꯧꯕꯒꯤ ꯈꯨꯠꯂꯥꯏꯁꯤꯡ ꯌꯥꯎꯕ ꯃꯅꯤ ꯃꯦꯅꯦꯖꯃꯦꯟꯠ ꯋꯦꯕꯁꯥꯏꯠ ꯑꯃꯁꯨꯡ ꯑꯦꯞ ꯑꯃꯅꯤ꯫